ꯃꯁꯛ ꯇꯥꯛꯄꯥ ꯑꯃꯁꯨꯡ ꯃꯇꯤꯛ ꯂꯩꯕꯥ ꯂꯣꯜ ꯁꯤꯖꯤꯟꯅꯗꯨꯅꯥ ꯁꯩꯔꯦꯡ ꯑꯃꯥ ꯏꯁꯤ꯫ ꯃꯩꯁꯥꯒꯤ ꯑꯇꯤꯌꯥꯒꯤ ꯃꯈꯥꯗꯥ ꯍꯨꯏꯁꯤꯡꯅꯥ ꯑꯁꯥꯕ ꯈꯥꯡꯂꯤ꯫ ꯑꯣꯔꯦꯟꯖ, ꯑꯉꯥꯡꯕ ꯑꯃꯁꯨꯡ ꯃꯌꯦꯛ ꯁꯦꯡꯕꯥ ꯕ꯭ꯂꯨꯁꯤꯡꯒꯤ, ꯅꯨꯃꯤꯠꯅꯥ ꯅꯣꯡꯃꯒꯤ ꯃꯁꯥꯒꯤ ꯑꯔꯣꯏꯕꯥ ꯈꯣꯡꯐꯝꯗ ꯆꯠꯂꯤ꯫ ꯅꯨꯃꯤꯠꯅ ꯂꯣꯏꯔꯕꯥ ꯑꯃꯁꯨꯡ ꯅꯨꯃꯤꯗꯥꯡꯋꯥꯏꯔꯝ ꯑꯣꯏꯔꯛꯄꯒ ꯂꯣꯏꯅꯅꯥ, ꯎꯄꯥꯜꯁꯤꯡꯅꯥ ꯃꯊꯛꯇꯥ ꯂꯩꯕꯥ ꯑꯇꯤꯌꯥ ꯐꯥꯎꯕꯥ ꯌꯧꯔꯛꯏ, ꯑꯃꯝꯕꯅꯥ ꯃꯉꯥꯜꯒꯤ ꯑꯔꯣꯏꯕꯥ ꯑꯗꯨ ꯊꯨꯒꯥꯏꯔꯛꯄꯒꯨꯝ, ꯊꯥ ꯑꯁꯤ ꯃꯁꯥꯒꯤ ꯇꯞꯄꯥ ꯃꯉꯥꯜꯅꯥ ꯊꯜꯂꯕꯥ ꯃꯉꯥꯜꯒꯥ ꯂꯣꯏꯅꯅꯥ ꯊꯣꯔꯛꯏ, ꯇꯔꯥꯝꯅꯥ ꯑꯣꯛꯄꯒꯥ ꯂꯣꯏꯅꯅꯥ ꯃꯤꯠ ꯎꯏꯁꯤꯜꯂꯛꯄꯒꯥ ꯂꯣꯏꯅꯅꯥ, ꯅꯨꯃꯤꯠ ꯑꯁꯤ ꯁꯤꯝꯐꯅꯤ ꯑꯃꯒꯥ ꯂꯣꯏꯅꯅꯥ ꯍꯤꯡꯂꯤ꯫ ꯅꯨꯡꯁꯤꯠ ꯑꯁꯤ ꯇꯞꯅꯥ ꯇꯞꯅꯥ ꯀꯨꯞꯁꯤꯜꯂꯤ, ꯃꯗꯨꯅꯥ ꯄꯥꯝꯕꯤꯁꯤꯡ ꯍꯨꯔꯥꯟꯗꯨꯅꯥ ꯎꯄꯥꯜꯁꯤꯡꯕꯨ ꯂꯝꯖꯤꯡꯕꯤꯔꯤ꯫ ꯅ꯭ꯌꯨꯔꯦꯜ ꯅꯦꯠꯋꯥꯛ ꯑꯃꯅꯥ ꯀꯔꯝꯅꯥ ꯊꯕꯛ ꯇꯧꯕꯒꯦ ꯍꯥꯏꯕꯗꯨ ꯁꯟꯗꯣꯛꯅꯥ ꯇꯥꯛꯄꯤꯌꯨ꯫ ꯅ꯭ꯌꯨꯔꯦꯜ ꯅꯦꯠꯋꯥꯛ ꯍꯥꯏꯕꯁꯤ ꯗꯦꯇꯥꯒꯤ ꯃꯅꯨꯡꯗꯥ ꯂꯩꯕꯥ ꯄꯦꯇ꯭ꯔꯟꯁꯤꯡ ꯑꯦꯅꯥꯂꯥꯏꯖ ꯇꯧꯕꯥ ꯑꯃꯁꯨꯡ ꯃꯁꯛ ꯈꯪꯗꯣꯛꯅꯕꯥ ꯗꯤꯖꯥꯏꯟ ꯇꯧꯕꯥ ꯀꯝꯄ꯭ꯌꯨꯇꯦꯁꯅꯦꯜ ꯁꯤꯁꯇꯦꯝ ꯑꯃꯅꯤ꯫ ꯅ꯭ꯌꯨꯔꯦꯜ ꯅꯦꯠꯋꯥꯔꯛ ꯑꯃꯒꯤ ꯕꯦꯁꯤꯛ ꯏꯁꯇ꯭ꯔꯛꯆꯔ ꯑꯁꯤ ꯀꯅꯦꯛ ꯇꯧꯔꯕꯥ ꯅꯣꯠꯁꯤꯡꯒꯤ ꯂꯦꯌꯔꯁꯤꯡꯅꯥ ꯁꯦꯝꯕꯅꯤ, ꯃꯈꯣꯏ ꯈꯨꯗꯤꯡꯃꯛꯅꯥ ꯂꯦꯌꯔ ꯑꯃꯗꯒꯤ ꯑꯇꯣꯞꯄꯥ ꯑꯃꯗꯥ ꯁꯤꯛꯅꯦꯜ ꯑꯃꯥ ꯇ꯭ꯔꯥꯟꯁꯃꯤꯠ ꯇꯧꯕꯥ ꯉꯝꯕꯥ ꯑꯥꯔꯇꯤꯐꯤꯁꯤꯑꯦꯜ ꯅ꯭ꯌꯨꯔꯣꯟ ꯑꯃꯥ ꯔꯤꯄ꯭ꯔꯖꯦꯟꯇ ꯇꯧꯏ꯫ ꯑꯍꯥꯟꯕꯥ ꯂꯦꯌꯔ ꯑꯁꯤ ꯏꯟꯄꯨꯠ ꯂꯦꯌꯔ ꯍꯥꯏꯅꯥ ꯈꯪꯅꯩ, ꯃꯐꯝ ꯑꯗꯨꯗꯥ ꯑꯍꯥꯟꯕꯥ ꯗꯦꯇꯥ ꯑꯗꯨ ꯐꯤꯠ ꯇꯧꯏ, ꯃꯔꯛꯇꯥ ꯂꯩꯕꯥ ꯂꯦꯌꯔꯁꯤꯡ ꯑꯁꯤ ꯂꯣꯠꯁꯤꯜꯂꯕꯥ ꯂꯦꯌꯔ ꯍꯥꯏꯅꯥ ꯈꯪꯅꯩ ꯑꯃꯁꯨꯡ ꯑꯔꯣꯏꯕꯥ ꯂꯦꯌꯔ ꯑꯁꯤꯕꯨ ꯑꯥꯎꯠꯄꯨꯠ ꯂꯦꯌꯔ ꯍꯥꯏꯅꯥ ꯀꯧꯏ, ꯃꯐꯝ ꯑꯗꯨꯗꯥ ꯑꯔꯣꯏꯕꯥ ꯔꯤꯖꯜꯇ ꯑꯗꯨ ꯄꯨꯊꯣꯛꯏ꯫ ꯅ꯭ꯌꯨꯔꯣꯟ ꯈꯨꯗꯤꯡꯃꯛꯅꯥ ꯃꯃꯥꯡꯒꯤ ꯂꯦꯌꯔꯗꯥ ꯂꯩꯕꯥ ꯅ꯭ꯌꯨꯔꯣꯟꯁꯤꯡꯗꯒꯤ ꯏꯟꯄꯨꯠ ꯂꯧꯏ, ꯃꯈꯣꯏꯕꯨ ꯑꯀꯛꯅꯕꯥ ꯑꯔꯨꯝꯕꯥ ꯀꯌꯥꯅꯥ ꯃꯁꯤꯡ ꯌꯥꯝꯍꯜꯂꯤ ꯑꯃꯁꯨꯡ ꯃꯈꯣꯏꯕꯨ ꯁꯝ ꯇꯧꯏ꯫ ꯃꯗꯨꯒꯤ ꯃꯇꯨꯡꯗꯥ ꯁꯝ ꯑꯁꯤ ꯑꯦꯛꯇꯤꯚꯦꯁꯟ ꯐꯪꯁꯟ ꯑꯃꯒꯤ ꯈꯨꯠꯊꯥꯡꯗꯥ ꯄꯥꯁ ꯇꯧꯏ, ꯃꯗꯨꯅꯥ ꯅ꯭ꯌꯨꯔꯣꯟ ꯑꯗꯨꯅꯥ ꯊꯥꯒꯗ꯭ꯔꯥ ꯑꯃꯁꯨꯡ ꯃꯊꯪꯒꯤ ꯂꯦꯌꯔꯗꯥ ꯂꯩꯕꯥ ꯅ꯭ꯌꯨꯔꯣꯟꯁꯤꯡꯗꯥ ꯁꯤꯛꯅꯦꯜ ꯑꯃꯥ ꯊꯥꯒꯗ꯭ꯔꯥ ꯍꯥꯏꯕꯗꯨ ꯂꯦꯞꯊꯣꯛꯏ꯫ ꯑꯔꯣꯏꯕꯥ ꯂꯦꯌꯔꯗꯒꯤ ꯂꯥꯛꯄꯥ ꯑꯥꯎꯠꯄꯨꯠ ꯑꯁꯤꯅꯥ ꯏꯟꯄꯨꯠ ꯗꯦꯇꯥꯒꯤ ꯅꯦꯠꯋꯥꯛꯅꯥ ꯑꯦꯅꯥꯂꯥꯏꯁꯤꯁ ꯇꯧꯕꯒꯤ ꯐꯜ ꯑꯗꯨ ꯔꯤꯄ꯭ꯔꯖꯦꯟꯇ ꯇꯧꯏ꯫ ꯅ꯭ꯌꯨꯔꯜ ꯅꯦꯠꯋꯥꯛ ꯑꯁꯤ ꯕꯦꯛꯄ꯭ꯔꯣꯄꯥꯒꯦꯁꯟ ꯍꯥꯏꯅꯥ ꯈꯪꯅꯕꯥ ꯑꯦꯜꯒꯣꯔꯤꯊꯝ ꯑꯃꯥ ꯁꯤꯖꯤꯟꯅꯗꯨꯅꯥ ꯅ꯭ꯌꯨꯔꯣꯟꯁꯤꯡꯒꯤ ꯃꯔꯛꯇꯥ ꯂꯩꯕꯥ ꯀꯅꯦꯛꯁꯟꯁꯤꯡꯒꯤ ꯑꯔꯨꯝꯕꯥ ꯑꯗꯨ ꯁꯦꯝꯗꯣꯛ-ꯁꯦꯝꯖꯤꯟ ꯇꯧꯗꯨꯅꯥ ꯇ꯭ꯔꯦꯟ ꯇꯧꯏ꯫ ꯅꯦꯠꯋꯥꯛ ꯑꯁꯤ ꯇ꯭ꯔꯦꯅꯤꯡꯒꯤ ꯈꯨꯗꯝ ꯀꯌꯥ ꯑꯃꯥ ꯎꯠꯂꯤ ꯑꯃꯁꯨꯡ ꯈꯨꯗꯝ ꯈꯨꯗꯤꯡꯃꯛꯀꯤ ꯑꯣꯏꯅꯥ ꯅꯦꯠꯋꯥꯛ ꯑꯁꯤꯅꯥ ꯑꯥꯎꯠꯄꯨꯠ ꯑꯃꯥ ꯄꯨꯊꯣꯛꯏ꯫ ꯃꯗꯨꯒꯤ ꯃꯇꯨꯡꯗꯥ ꯃꯁꯤꯒꯤ ꯑꯥꯎꯠꯄꯨꯠ ꯑꯁꯤ ꯈꯨꯗꯝ ꯑꯗꯨꯒꯤꯗꯃꯛꯇꯥ ꯑꯄꯥꯝꯕꯥ ꯑꯥꯎꯠꯄꯨꯠ ꯑꯗꯨꯒꯥ ꯆꯥꯡꯗꯝꯅꯩ ꯑꯃꯁꯨꯡ ꯑꯅꯤꯁꯤꯒꯤ ꯃꯔꯛꯇꯥ ꯂꯩꯕꯥ ꯈꯦꯠꯅꯕꯥ ꯑꯗꯨ ꯑꯁꯣꯏꯕꯥ ꯑꯃꯥ ꯂꯦꯞꯊꯣꯛꯄꯗꯥ ꯁꯤꯖꯤꯟꯅꯩ꯫ ꯃꯗꯨꯒꯤ ꯃꯇꯨꯡꯗꯥ ꯃꯁꯤꯒꯤ ꯑꯁꯣꯏꯕꯥ ꯑꯁꯤ ꯅꯦꯠꯋꯥꯛꯀꯤ ꯈꯨꯠꯊꯥꯡꯗꯥ ꯃꯇꯨꯡꯗꯥ ꯁꯟꯗꯣꯛꯏ ꯑꯃꯁꯨꯡ ꯑꯁꯣꯏꯕꯥ ꯑꯗꯨ ꯍꯟꯊꯍꯟꯅꯕꯥ ꯅ꯭ꯌꯨꯔꯣꯟꯁꯤꯡꯒꯤ ꯃꯔꯛꯇꯥ ꯂꯩꯕꯥ ꯑꯔꯨꯝꯕꯥ ꯑꯗꯨ ꯑꯞꯗꯦꯠ ꯇꯧꯏ꯫ ꯅꯦꯠꯋꯥꯛ ꯑꯗꯨꯅꯥ ꯈꯨꯠꯇꯥ ꯂꯩꯔꯤꯕꯥ ꯊꯕꯛ ꯑꯗꯨꯒꯤꯗꯃꯛ ꯃꯇꯤꯛ ꯆꯥꯕꯥ ꯑꯥꯎꯠꯄꯨꯠ ꯑꯃꯥ ꯄꯨꯊꯣꯛꯇ꯭ꯔꯤꯐꯥꯎꯕꯥ ꯊꯧꯑꯣꯡ ꯑꯁꯤ ꯍꯟꯖꯤꯟ ꯍꯟꯖꯤꯟ ꯇꯧꯏ꯫ ꯇ꯭ꯔꯦꯟ ꯇꯧꯔꯕꯥ ꯃꯇꯨꯡꯗꯥ ꯅ꯭ꯌꯨꯔꯦꯜ ꯅꯦꯠꯋꯥꯛ ꯑꯁꯤ ꯑꯅꯧꯕꯥ ꯗꯦꯇꯥ ꯑꯦꯅꯥꯂꯥꯏꯖ ꯇꯧꯕꯥ ꯑꯃꯁꯨꯡ ꯑꯥꯎꯠꯄꯨꯠ ꯑꯃꯥ ꯄꯨꯊꯣꯛꯄꯗꯥ ꯁꯤꯖꯤꯟꯅꯕꯥ ꯌꯥꯏ꯫ ꯃꯁꯤꯒꯤ ꯑꯥꯎꯠꯄꯨꯠ ꯑꯁꯤ ꯅꯦꯠꯋꯥꯛ ꯑꯗꯨꯅꯥ ꯄꯥꯡꯊꯣꯛꯅꯕꯥ ꯗꯤꯖꯥꯏꯟ ꯇꯧꯈꯤꯕꯥ ꯊꯕꯛ ꯑꯗꯨꯒꯤ ꯃꯇꯨꯡ ꯏꯟꯅꯥ ꯄ꯭ꯔꯤꯗꯤꯛꯁꯟ, ꯀ꯭ꯂꯥꯁꯤꯐꯤꯀꯦꯁꯟ ꯅꯠꯇ꯭ꯔꯒꯥ ꯋꯥꯔꯦꯞ ꯑꯃꯥ ꯑꯣꯏꯕꯥ ꯌꯥꯏ꯫